ꯊꯕꯛ ꯃꯐꯝꯗ ꯗꯥꯏꯕꯔꯁꯤꯇꯤꯒꯤ ꯃꯔꯨꯑꯣꯏꯕꯒꯤ ꯃꯇꯥꯡꯗꯥ ꯈꯟꯅꯗꯨꯅꯥ ꯕ꯭ꯂꯣꯒ ꯄꯣꯁ꯭ꯠ ꯑꯃꯥ ꯏꯕꯤꯌꯨ꯫ ꯊꯕꯛ ꯃꯐꯝꯗ ꯇꯣꯞ ꯇꯣꯞꯄ ꯃꯑꯣꯡ-ꯃꯇꯧ ꯇꯣꯞ-ꯇꯣꯞꯄ ꯋꯥꯔꯀꯐꯣꯔꯁ ꯑꯃꯒꯤ ꯃꯔꯨꯑꯣꯏꯕꯥ ꯃꯈꯜ-ꯃꯈꯥ ꯀꯌꯥ ꯑꯁꯤ ꯃꯥꯢꯄꯥꯛꯅ ꯑꯣꯔꯒꯥꯅꯥꯏꯖꯦꯁꯟ ꯑꯃꯒꯤ ꯔꯦꯁꯤꯄꯤꯗꯥ ꯇꯉꯥꯏꯐꯗꯕꯥ ꯄꯣꯠꯁꯛ ꯑꯃꯅꯤ꯫ ꯇꯣꯞ ꯇꯣꯞꯄꯥ ꯋꯥꯔꯀꯐꯣꯔꯁ ꯑꯃꯅꯥ ꯀꯝꯄꯦꯅꯤꯁꯤꯡꯕꯨ ꯆꯥꯎꯈꯠꯄꯥ ꯑꯃꯁꯨꯡ ꯍꯤꯡꯕꯗ ꯃꯇꯦꯡ ꯄꯥꯡꯕ ꯉꯝꯕꯥ ꯃꯤꯠꯌꯦꯡ ꯋꯥꯈꯜꯂꯣꯟꯁꯤꯡ ꯑꯃꯁꯨꯡ ꯑꯦꯛꯁꯄꯔꯤꯌꯦꯟꯁ ꯀꯌꯥ ꯑꯃ ꯄꯨꯔꯛꯏ꯫ ꯀꯝꯄꯦꯅꯤꯁꯤꯡꯅ ꯍꯦꯟꯅ ꯑꯅꯧꯕ ꯑꯃꯁꯨꯡ ꯆꯥꯡꯗꯝꯅꯕꯒꯤ ꯄꯥꯝꯕꯩꯁꯤꯡ ꯂꯦꯞꯇꯅ ꯊꯤꯔꯤꯕ ꯉꯁꯤꯒꯤ ꯃꯥꯂꯦꯝꯒꯤ ꯁꯦꯟꯃꯤꯠꯂꯣꯟ ꯑꯁꯤꯗ ꯇꯣꯞ ꯇꯣꯞꯄ ꯋꯥꯔ꯭ꯀꯐꯣꯔ꯭ꯁ ꯑꯃ ꯂꯩꯕꯥ ꯑꯁꯤ ꯍꯧꯖꯤꯛꯇꯤ ꯊꯝꯕ ꯈꯛꯇ ꯅꯠꯇꯅ ꯇꯉꯥꯏ ꯐꯗꯕ ꯑꯃ ꯑꯣꯏꯔꯦ꯫ ꯑꯥꯔꯇꯤꯀꯜ ꯑꯁꯤꯗ ꯑꯩꯈꯣꯢꯅ ꯊꯕꯛ ꯃꯐꯝꯗ ꯀꯥꯡꯂꯨꯞꯀꯤ ꯃꯔꯨꯑꯣꯏꯕ ꯑꯗꯨ ꯈꯟꯅꯒꯅꯤ꯫ ꯁꯦꯝꯒꯠꯄ ꯑꯃꯁꯨꯡ ꯑꯅꯧꯕ ꯌꯥꯈꯜꯂꯣꯟ ꯐꯒꯠꯍꯟꯕ ꯊꯕꯛ ꯃꯐꯝꯗ ꯀꯥꯡꯂꯨꯞꯁꯤꯡꯒꯤ ꯀꯥꯟꯅꯕ ꯈ꯭ꯋꯥꯏꯗꯒꯤ ꯌꯥꯝꯅ ꯄꯟꯈꯤꯕ ꯑꯃꯗꯤ ꯁꯦꯝꯒꯠꯄ ꯑꯃꯁꯨꯡ ꯑꯅꯧꯕ ꯋꯥꯈꯜꯂꯣꯟ ꯍꯦꯟꯒꯠꯍꯟꯕꯒꯤ ꯄꯣꯇꯦꯟꯁꯤꯌꯦꯜ ꯑꯁꯤꯅꯤ꯫ ꯇꯣꯞ ꯇꯣꯞꯄ ꯋꯥꯔ꯭ꯀꯐꯣꯔ꯭ꯁ ꯑꯃꯒ ꯂꯣꯢꯅꯅ ꯑꯗꯣꯝꯒꯤ ꯃꯐꯝꯗ ꯇꯣꯉꯥꯟ ꯇꯣꯉꯥꯟꯕ ꯕꯦꯀꯒ꯭ꯔꯥꯎꯟꯗ ꯑꯦꯛꯁꯄꯔꯤꯌꯦꯟꯁ ꯑꯃꯁꯨꯡ ꯃꯤꯠꯌꯦꯡ ꯂꯩꯕꯥ ꯊꯕꯛ ꯇꯧꯔꯤꯕꯁꯤꯡ ꯄꯨꯟꯅ ꯊꯕꯛ ꯇꯧꯃꯤꯟꯅꯔꯤ꯫ ꯃꯁꯤꯅꯥ ꯑꯇꯣꯞꯄ ꯃꯑꯣꯡ ꯑꯃꯗ ꯈꯟꯊꯕ ꯉꯝꯗꯕ ꯑꯅꯧꯕ ꯑꯈꯟꯅꯕ ꯋꯥꯈꯜꯂꯣꯟꯁꯤꯡ ꯁꯦꯝꯒꯠꯄ ꯉꯝꯒꯅꯤ꯫ ꯇꯣꯉꯥꯟ-ꯇꯣꯉꯥꯟꯕ ꯃꯤꯠꯌꯦꯡ ꯂꯩꯕ ꯃꯤꯑꯣꯏꯁꯤꯡꯅ ꯄꯨꯟꯅ ꯊꯕꯛ ꯇꯧꯃꯤꯟꯅꯔꯛꯄ ꯃꯇꯝꯗ ꯃꯈꯣꯢꯅ ꯑꯌꯥꯝꯕꯅ ꯄ꯭ꯔꯣꯕ꯭ꯂꯦꯝꯁꯤꯡ ꯑꯃꯁꯨꯡ ꯆꯦꯂꯦꯟꯖꯁꯤꯡ ꯑꯁꯤ ꯇꯣꯉꯥꯟ-ꯇꯣꯉꯥꯟꯕ ꯑꯦꯡꯒꯜꯁꯤꯡꯗꯒꯤ ꯂꯥꯛꯏ ꯃꯗꯨꯅ ꯄ꯭ꯔꯣꯕ꯭ꯂꯦꯝ ꯁꯣꯜꯌꯨꯁꯟ ꯐꯒꯠꯍꯟꯕꯗ ꯂꯨꯆꯤꯡꯏ꯫ ꯄꯣꯠꯊꯣꯛ ꯍꯦꯟꯒꯠꯂꯛꯄ ꯃꯈꯣꯢꯒꯤ ꯊꯕꯛ ꯃꯐꯝꯗ ꯌꯥꯎꯔꯤꯕ ꯑꯃꯁꯨꯡ ꯏꯀꯥꯏ ꯈꯨꯝꯅꯕ ꯐꯥꯎꯕ ꯊꯕꯛ ꯇꯧꯔꯤꯕꯁꯤꯡꯅ ꯃꯍꯧꯁꯥꯅ ꯃꯈꯣꯢꯒꯤ ꯊꯕꯛꯇ ꯍꯦꯟꯅ ꯌꯥꯎꯕ ꯄꯣꯠꯊꯣꯛ ꯅꯨꯊꯣꯛꯄ ꯑꯣꯏꯕ ꯑꯃꯁꯨꯡ ꯁꯦꯜ ꯊꯥꯗꯕ ꯌꯥꯏ꯫ ꯑꯃꯔꯣꯝꯗ ꯀꯔꯤꯒꯨꯝꯕ ꯊꯕꯛ ꯇꯧꯔꯤꯕꯁꯤꯡꯅ ꯂꯥꯞꯊꯣꯛꯅ ꯂꯩꯕ ꯅꯠꯇ꯭ꯔꯒ ꯈꯦꯠꯅꯕ ꯊꯝꯗꯕ ꯐꯥꯎꯔꯕꯗꯤ ꯃꯈꯣꯢꯒꯤ ꯄꯣꯠꯊꯣꯛꯇ ꯑꯋꯥꯕꯥ ꯃꯥꯌꯣꯛꯅꯔꯛꯄ ꯌꯥꯏ꯫ ꯅꯩꯅꯕꯁꯤꯡꯅ ꯇꯥꯛꯂꯤ ꯃꯗꯨꯗꯤ ꯔꯦꯁꯤꯑꯦꯜ ꯑꯃꯁꯨꯡ ꯏꯊꯅꯤꯛ ꯗꯥꯏꯕꯔꯁꯤꯇꯤꯒꯤ ꯑꯋꯥꯡꯕꯥ ꯊꯥꯛ ꯂꯩꯕꯥ ꯀꯝꯄꯦꯅꯤꯁꯤꯡꯅꯥ ꯆꯥꯡꯆꯠꯇꯥ ꯍꯦꯟꯅꯥ ꯁꯦꯜ-ꯊꯨꯝꯒꯤ ꯔꯤꯇꯦꯟꯇꯁꯤꯡ ꯔꯤꯄꯣꯔꯠ ꯇꯧꯕꯒꯤ ꯆꯥꯡ ꯍꯦꯟꯅ ꯋꯥꯡꯏ꯫ ꯃꯔꯝꯗꯤ ꯊꯕꯛꯇꯧꯔꯤꯕꯁꯤꯡꯅ ꯃꯃꯜ ꯂꯩꯕ ꯑꯣꯏꯅ ꯐꯥꯎꯔꯛꯄ ꯃꯇꯝꯗ ꯃꯈꯣꯢꯅ ꯀꯟꯅ ꯍꯣꯠꯅꯕ ꯍꯦꯟꯒꯠꯂꯜꯏ ꯃꯁꯤꯅ ꯀꯝꯄꯦꯅꯤ ꯑꯄꯨꯟꯕꯒꯤ ꯑꯣꯏꯅ ꯍꯦꯟꯅ ꯐꯕ ꯐꯜꯁꯤꯡ ꯄꯨꯔꯛꯏ꯫ ꯀꯝꯄꯦꯅꯤꯒꯤ ꯃꯤꯡꯆꯠ ꯐꯒꯠꯍꯟꯕꯥ ꯇꯣꯞ ꯇꯣꯞꯄ ꯑꯃꯁꯨꯡ ꯏꯅꯀ꯭ꯂꯨꯁꯤꯕ ꯑꯣꯏꯕ ꯊꯕꯛ ꯃꯐꯝ ꯑꯃꯅ ꯀꯝꯄꯦꯅꯤ ꯑꯃꯒꯤ ꯃꯤꯡꯆꯠ ꯍꯦꯅꯒꯠꯍꯟꯕꯁꯨ ꯌꯥꯏ꯫ ꯀꯥꯡꯂꯨꯞꯁꯤꯡꯒꯤ ꯋꯥꯈꯜ ꯆꯦꯠꯄ ꯀꯝꯄꯦꯅꯤ ꯑꯃꯅ ꯃꯤꯁꯤꯡꯒꯤ ꯑꯆꯧꯕꯥ ꯄꯨꯜ ꯑꯃꯗꯒꯤ ꯃꯀꯣꯛ ꯊꯣꯡꯕ ꯋꯥꯈꯜꯁꯤꯡ ꯄꯨꯛꯅꯤꯡ ꯆꯤꯡꯁꯤꯟꯕ ꯉꯝꯒꯅꯤ꯫ ꯀꯥꯡꯂꯨꯞꯀꯤ ꯑꯃꯁꯨꯡ ꯑꯄꯨꯟꯕꯒꯤ ꯑꯐꯕ ꯃꯤꯡꯆꯠ ꯑꯁꯤꯅ ꯃꯈꯣꯢꯒꯤ ꯚꯦꯜꯌꯨꯁꯤꯡꯒ ꯃꯥꯟꯅꯕ ꯀꯝꯄꯦꯅꯤꯁꯤꯡ ꯊꯤꯔꯤꯕꯥ ꯑꯅꯧꯕꯥ ꯂꯩꯕꯂꯥꯛꯄꯁꯤꯡ ꯑꯃꯁꯨꯡ ꯄꯥꯔꯇꯅꯔꯁꯤꯡ ꯄꯨꯛꯅꯤꯡ ꯆꯤꯡꯁꯤꯟꯕꯗꯁꯨ ꯃꯇꯦꯡ ꯄꯥꯡꯕ ꯉꯝꯒꯅꯤ꯫ ꯇꯣꯉꯥꯟ ꯇꯣꯉꯥꯟꯕ ꯀꯥꯡꯂꯨꯞ ꯄꯨ ꯑꯄꯨꯟꯕ ꯑꯣꯏꯕꯕꯨ ꯃꯔꯨ ꯑꯣꯏꯅꯥ ꯂꯧꯗꯨꯅꯥ ꯈꯪꯅꯔꯕ ꯀꯝꯄꯦꯅꯤꯁꯤꯡꯅꯁꯨ ꯃꯈꯣꯢꯒꯤ ꯁ꯭ꯇꯦꯛꯍꯣꯜꯗꯔꯁꯤꯡꯅ ꯌꯥꯝꯅ ꯐꯖꯅ ꯌꯦꯡꯕꯒꯤ ꯆꯥꯡ ꯋꯥꯡꯏ꯫ ꯍꯦꯟꯅ ꯐꯕ ꯋꯥꯔꯦꯞ ꯂꯧꯕꯒꯤ ꯃꯇꯥꯡꯗ ꯇꯣꯉꯥꯟ-ꯇꯣꯉꯥꯟꯕ ꯃꯤꯠꯌꯦꯡ ꯑꯃꯁꯨꯡ ꯑꯦꯛꯁꯄꯔꯤꯌꯦꯟꯁ ꯂꯩꯕꯅ ꯍꯦꯟꯅ ꯐꯕ ꯋꯥꯔꯦꯞ ꯂꯧꯕꯥ ꯉꯝꯒꯅꯤ꯫ ꯃꯥꯟꯅꯕ ꯕꯦꯀꯒ꯭ꯔꯥꯎꯟꯗ ꯂꯩꯕ ꯃꯤꯑꯣꯏꯁꯤꯡꯒꯤ ꯀꯥꯡꯂꯨꯞ ꯑꯃꯅ ꯋꯥꯔꯦꯞ ꯂꯧꯕꯥ ꯃꯇꯝꯗ ꯑꯄꯨꯟꯕꯒꯤ ꯋꯥꯈꯜꯂꯣꯟ ꯂꯧꯕ ꯑꯁꯤ ꯈꯨꯗꯣꯡ ꯊꯤꯕ ꯂꯩ ꯃꯁꯤꯅ ꯂꯩꯔꯤꯕ ꯄꯥꯎ ꯄꯨꯝꯅꯃꯛ ꯑꯁꯤ ꯇꯉꯥꯏꯐꯗꯅ ꯈꯟꯅꯗꯅ ꯃꯤꯄꯨꯝ ꯈꯨꯗꯤꯡꯃꯛꯅ ꯌꯥꯅꯕ ꯌꯥꯕ ꯐꯤꯚꯝ ꯑꯃꯅꯤ꯫ ꯑꯗꯨꯕꯨ ꯑꯗꯣꯝꯅ ꯇꯣꯉꯥꯟ ꯇꯣꯉꯥꯟꯕ ꯃꯐꯝꯁꯤꯡꯗꯒꯤ ꯃꯤꯑꯣꯏꯁꯤꯡ ꯄꯨꯟꯅꯥ ꯊꯕꯛ ꯇꯧꯃꯤꯟꯅꯔꯛꯄ ꯃꯇꯝꯗ ꯃꯈꯣꯢꯅ ꯃꯈꯣꯢꯒꯤ ꯃꯁꯥꯒꯤ ꯑꯣꯏꯕ ꯑꯈꯟꯅꯕ ꯃꯤꯠꯌꯦꯡ ꯑꯃꯁꯨꯡ ꯋꯥꯈꯜꯂꯣꯟꯁꯤꯡ ꯑꯗꯨ ꯇꯦꯕꯜꯗ ꯄꯨꯔꯛꯀꯅꯤ ꯃꯗꯨꯅ ꯍꯦꯟꯅ ꯋꯥꯈꯜ ꯈꯟꯕ ꯑꯃꯁꯨꯡ ꯋꯥꯔꯦꯞ ꯂꯧꯕꯗ ꯂꯨꯆꯤꯡꯒꯅꯤ꯫ ꯂꯣꯏꯁꯤꯟꯕ ꯉꯝꯕ ꯊꯕꯛ ꯃꯐꯝꯗ ꯀꯥꯡꯂꯨꯞꯁꯤꯡ ꯑꯁꯤ ꯁꯨꯞꯅꯇꯒꯤ ꯋꯥꯍꯩ ꯑꯃꯈꯛꯇꯗꯒꯤ ꯍꯦꯟꯅ ꯋꯥꯡꯏ꯫ ꯃꯁꯤ ꯃꯥꯢ ꯄꯥꯛꯄ ꯑꯃꯁꯨꯡ ꯄꯣꯠꯊꯣꯛ ꯂꯩꯕꯥ ꯑꯣꯔꯒꯅꯥꯏꯖꯦꯁꯟ ꯑꯃꯒꯤ ꯇꯉꯥꯏ ꯐꯗꯕ ꯁꯔꯨꯛ ꯑꯃꯅꯤ꯫ ꯇꯣꯞ ꯇꯣꯞꯄ ꯋꯥꯔ꯭ꯀꯐꯣꯔ꯭ꯁ ꯑꯃꯅ ꯃꯇꯦꯡ ꯄꯥꯡꯕ ꯉꯝꯕ ꯑꯅꯧꯕ ꯋꯥꯈꯜꯂꯣꯟꯁꯤꯡ ꯃꯤꯠꯌꯦꯡ ꯑꯃꯁꯨꯡ ꯑꯦꯛꯁꯄꯔꯤꯌꯦꯟꯁꯁꯤꯡ ꯄꯨꯔꯛꯏ꯫